ꯄꯤꯔꯤꯕ ꯃꯦꯊꯃꯦꯇꯤꯀꯦꯜ ꯏꯀ꯭ꯌꯨꯏꯞꯃꯦꯟꯇ ꯑꯗꯨꯒꯤ ꯑꯀꯨꯞꯄ ꯃꯔꯣꯜ ꯑꯃ ꯄꯤꯌꯨ꯫ ꯀ/ꯕꯤ ꯁꯤ ꯄꯤꯔꯤꯕ ꯏꯀ꯭ꯌꯨꯏꯖꯔ ꯑꯁꯤꯅ ꯚꯦꯔꯤꯑꯦꯕꯜ ꯑꯍꯨꯝꯒꯤ ꯃꯔꯛꯇ ꯃꯦꯊꯃꯦꯇꯤꯀꯦꯜ ꯑꯣꯏꯕ ꯃꯔꯤ ꯑꯃꯥ ꯇꯥꯛꯏ ꯑꯃꯁꯨꯡ ꯏꯀ꯭ꯌꯨꯏꯖꯔ ꯑꯁꯤ ꯃꯈꯥꯗ ꯄꯤꯔꯤꯕ ꯃꯑꯣꯡ ꯑꯁꯤꯒꯤ ꯃꯇꯨꯡ ꯏꯟꯅ ꯏꯟꯇꯔꯄ꯭ꯔꯥꯏꯖ ꯇꯧꯕ ꯌꯥꯏ꯫ ꯚꯦꯔꯤꯑꯦꯕꯜ ꯑꯁꯤ ꯐ꯭ꯔꯦꯛꯆꯔꯒꯤ ꯅ꯭ꯌꯨꯃꯔꯦꯇꯔꯅꯤ ꯑꯃꯁꯨꯡ ꯃꯁꯤꯅ ꯗꯤꯕꯤꯗꯦꯟꯗ ꯑꯗꯨ ꯇꯥꯛꯏ, ꯃꯁꯤꯅꯥ ꯈꯥꯏꯗꯣꯛꯀꯗꯕ ꯃꯁꯤꯡ ꯑꯗꯨ ꯇꯥꯛꯏ, ꯑꯗꯨꯒ ꯐ꯭ꯔꯦꯛꯆꯔ ꯑꯗꯨꯒꯤ ꯗꯤꯅꯣꯃꯤꯅꯦꯇꯔꯅꯤ ꯑꯃꯁꯨꯡ ꯗꯤꯚꯥꯏꯖꯔ ꯑꯗꯨ ꯇꯥꯛꯏ, ꯃꯁꯤꯅ ꯈꯥꯏꯗꯣꯛꯄ ꯃꯁꯤꯡ ꯑꯗꯨ ꯇꯥꯛꯏ꯫ ꯑꯃꯁꯨꯡ ꯑꯅꯤꯃꯛ ꯑꯁꯤ ꯇꯁꯦꯡꯕꯥ ꯃꯁꯤꯡ ꯑꯃꯍꯦꯛꯇ ꯑꯣꯏꯕ ꯌꯥꯏ, ꯃꯁꯤꯗ ꯖꯤꯔꯣꯒꯥ ꯃꯥꯟꯅꯕ ꯌꯥꯗꯦ, ꯃꯔꯝꯗꯤ ꯖꯤꯔꯣꯅ ꯈꯥꯏꯗꯣꯛꯄ ꯑꯁꯤ ꯑꯟꯗꯔꯗꯦꯐꯥꯏꯗ ꯑꯣꯏ꯫ ꯃꯁꯤꯒꯤ ꯀꯦꯁ ꯑꯁꯤꯗ ꯀꯣꯟꯇꯦꯟꯇ ꯑꯗꯨ ꯇꯥꯛꯏ, ꯃꯁꯤꯅ ꯗꯤꯚꯤꯖꯟꯒꯤ ꯃꯍꯩꯅꯤ꯫ ꯃꯁꯤꯒꯤ ꯏꯀ꯭ꯌꯨꯏꯖꯔ ꯑꯁꯤ ꯇꯣꯉꯥꯟ ꯇꯣꯉꯥꯟꯕ ꯃꯑꯣꯡꯗ ꯏꯕ ꯌꯥꯏ꯫ ꯑꯍꯥꯟꯕ ꯃꯑꯣꯡ ꯑꯁꯤꯅ ꯑꯁꯤ ꯑꯃꯁꯨꯡ ꯒꯤ ꯄꯣꯠꯊꯣꯛ ꯑꯣꯏꯅ ꯐꯣꯡꯗꯣꯛꯏ, ꯑꯗꯨꯒ ꯑꯅꯤꯁꯨꯕ ꯃꯑꯣꯡ ꯑꯁꯤꯅ ꯀꯣꯟꯇꯦꯟꯇ ꯑꯣꯏꯅ ꯐꯣꯡꯗꯣꯛꯏ꯫ ꯏꯀ꯭ꯌꯨꯏꯖꯔꯒꯤ ꯇꯣꯉꯥꯟ ꯇꯣꯉꯥꯟꯕ ꯃꯑꯣꯡꯁꯤꯡ ꯑꯁꯤꯅ ꯇꯣꯉꯥꯟ ꯇꯣꯉꯥꯟꯕ ꯃꯁꯛ ꯈꯪꯗꯕ ꯚꯦꯔꯤꯑꯦꯕꯜꯁꯤꯡꯒꯤꯗꯃꯛꯇ ꯁꯣꯜꯕ ꯇꯧꯕꯗ ꯀꯥꯟꯅꯕ ꯑꯣꯏꯕ ꯌꯥꯏ꯫ ꯈꯪꯖꯤꯟꯒꯗꯕ ꯑꯃꯅ ꯄꯤꯔꯤꯕ ꯏꯀ꯭ꯌꯨꯏꯖꯔ ꯑꯁꯤꯅ ꯚꯦꯔꯤꯑꯦꯕꯜ ꯑꯍꯨꯝꯒꯤ ꯃꯔꯛꯇ ꯐ꯭ꯔꯦꯛꯆꯅꯦꯜ ꯑꯣꯏꯕ ꯃꯔꯤ ꯑꯃ ꯇꯥꯛꯏ꯫ ꯅꯨꯃꯤꯠ ꯍꯨꯝꯅꯤꯒꯤ ꯀꯦꯝꯄ ꯇꯧꯕ ꯈꯣꯡꯆꯠ ꯑꯃꯒꯤ ꯃꯇꯥꯡꯗ ꯃꯌꯦꯛ ꯁꯦꯡꯅ ꯇꯥꯛꯄꯤꯌꯨ꯫ ꯅꯨꯃꯤꯠ ꯍꯨꯝꯅꯤꯒꯤ ꯀꯦꯝꯄ ꯇꯧꯕ ꯈꯣꯡꯆꯠ ꯑꯁꯤ ꯃꯤ ꯌꯥꯝꯅ ꯇꯤꯟꯕ ꯁꯍꯔꯒꯤ ꯄꯨꯟꯁꯤꯗꯒꯤ ꯂꯥꯞꯊꯣꯛꯅ ꯂꯩꯅꯕ ꯑꯃꯁꯨꯡ ꯃꯍꯧꯁꯥꯒ ꯁꯝꯅꯕꯒꯤ ꯈꯨꯗꯣꯡꯆꯥꯕ ꯑꯃꯅꯤ꯫ ꯅꯨꯡꯉꯥꯏꯔꯕ ꯃꯤꯠꯌꯦꯡꯁꯤꯡꯅ ꯀꯨꯞꯁꯤꯜꯂꯕ ꯁꯥꯟꯇꯤ ꯂꯩꯕ, ꯎꯃꯪ ꯂꯩꯕ ꯃꯐꯝ ꯑꯃꯗ ꯀꯦꯝꯄ ꯁꯦꯝꯕꯒꯤ ꯃꯑꯣꯡ, ꯂꯦꯛ ꯅꯠꯇ꯭ꯔꯒ ꯇꯨꯔꯦꯜ ꯑꯃꯒꯤ ꯃꯅꯥꯛꯇ ꯂꯩꯕ ꯑꯣꯏꯔꯕꯁꯨ ꯌꯥꯏ꯫ ꯅꯨꯃꯤꯠꯁꯤꯡ ꯑꯁꯤ ꯍꯥꯏꯀꯤꯡ, ꯉꯥ ꯐꯥꯕ, ꯀꯥꯌꯥꯀꯤꯡ ꯅꯠꯇ꯭ꯔꯒ ꯑꯀꯣꯏꯕꯒꯤ ꯐꯤꯕꯝ ꯌꯦꯡꯂꯤꯉꯩꯗ ꯑꯐꯕ ꯅꯨꯡꯁꯤꯠꯇ ꯁꯨꯞꯅꯇꯒꯤ ꯅꯨꯡꯉꯥꯏꯅ ꯂꯩꯕ ꯑꯁꯤꯒꯨꯝꯕ ꯃꯄꯥꯟꯗ ꯊꯣꯛꯄ ꯊꯕꯛ ꯊꯧꯔꯝꯁꯤꯡꯅ ꯊꯜꯂꯕ ꯅꯨꯃꯤꯠꯁꯤꯡꯅꯤ꯫ ꯅꯨꯃꯤꯗꯥꯡꯋꯥꯏꯔꯝꯁꯤꯡ ꯑꯁꯤ ꯀ꯭ꯔꯦꯛꯂꯤꯡ ꯀꯦꯝꯄ ꯐꯥꯏꯌꯔꯒꯤ ꯑꯀꯣꯏꯕꯗ ꯑꯍꯥꯡꯕ ꯃꯩꯁꯥꯗ ꯆꯥꯛ ꯊꯣꯡꯕ ꯃꯆꯤ ꯑꯣꯏꯕ ꯆꯤꯟꯖꯥꯛꯁꯤꯡ ꯊꯛꯄ, ꯃꯥꯔꯁꯃꯦꯂꯣꯁꯤꯡ ꯔꯣꯁ꯭ꯠ ꯇꯧꯕ ꯑꯃꯁꯨꯡ ꯃꯔꯨꯞꯁꯤꯡ ꯅꯠꯇ꯭ꯔꯒ ꯏꯃꯨꯡ ꯃꯅꯨꯡꯒ ꯋꯥꯔꯤ ꯁꯥꯅꯕ ꯌꯥꯏ꯫ ꯊꯥꯒꯤ ꯃꯈꯥꯗ ꯇꯨꯝꯕ, ꯃꯍꯧꯁꯥꯒꯤ ꯈꯣꯟꯖꯦꯜ ꯇꯥꯕ, ꯑꯃꯁꯨꯡ ꯐꯖꯔꯕ ꯅꯨꯃꯤꯠ ꯊꯣꯛꯄ ꯌꯦꯡꯗꯨꯅ ꯋꯥꯈꯜ ꯅꯨꯉꯥꯏꯍꯜꯂꯤ꯫ ꯅꯨꯃꯤꯠ ꯍꯨꯝꯅꯤꯒꯤ ꯀꯦꯝꯄ ꯇꯧꯕ ꯈꯣꯡꯆꯠ ꯑꯃꯅ ꯋꯥꯈꯜ ꯑꯃꯁꯨꯡ ꯍꯛꯆꯥꯡꯕꯨ ꯅꯧꯅ ꯁꯦꯝꯒꯠꯂꯤ, ꯃꯁꯤꯅ ꯅꯍꯥꯛꯄꯨ ꯅꯨꯡꯉꯥꯏꯕ ꯑꯃꯁꯨꯡ ꯑꯃꯨꯛ ꯍꯟꯅ ꯏꯅꯔꯖꯤ ꯂꯩꯕ ꯐꯥꯎꯍꯜꯂꯤ꯫